ꯇꯦꯝꯄꯦꯔꯦꯆꯔꯅ ꯑꯦꯠꯃꯣꯁ꯭ꯐꯤꯌꯔꯗ ꯄꯤꯕ ꯏꯐꯦꯛꯀꯤ ꯃꯇꯥꯡꯗ ꯋꯥꯍꯩ ꯑꯃꯈꯛꯇꯪꯒꯤ ꯑꯣꯏꯕ ꯃꯁꯛ ꯈꯪꯗꯣꯛꯄ ꯑꯃꯥ ꯁꯦꯝꯃꯨ꯫ ꯇꯦꯝꯄꯦꯔꯦꯆꯔ ꯍꯣꯡꯂꯛꯄꯒ ꯂꯣꯏꯅꯅꯥ ꯃꯁꯤꯅ ꯑꯦꯠꯃꯣꯁ꯭ꯐꯤꯌꯔꯒꯤ ꯄ꯭ꯔꯦꯁꯔ, ꯗꯦꯟꯁꯤꯇꯤ ꯑꯃꯁꯨꯡ ꯍꯨꯃꯤꯗꯤꯇꯤꯗ ꯈꯦꯠꯅꯕ ꯊꯣꯛꯍꯜꯂꯤ, ꯃꯗꯨꯅ ꯃꯔꯝ ꯑꯣꯏꯗꯨꯅ ꯀ꯭ꯂꯥꯏꯃꯦꯠ ꯑꯃꯁꯨꯡ ꯋꯦꯗꯔ ꯍꯣꯡꯂꯛꯄ ꯊꯣꯛꯍꯜꯂꯤ꯫ ꯐꯣꯔꯃꯦꯜ ꯑꯣꯏꯕ ꯀꯝꯄ‌꯭ꯂꯦꯟ ꯂꯦꯇꯔ ꯑꯃꯥ ꯏꯕꯒꯤ ꯊꯧꯑꯣꯡ ꯑꯗꯨ ꯐꯣꯡꯗꯣꯛꯎ꯫ ꯐꯣꯔꯃꯦꯜ ꯀꯝꯄ‍꯭ꯂꯦꯟ ꯂꯦꯇꯔ ꯍꯥꯏꯕꯁꯤ ꯀꯝꯄꯅꯤ, ꯑꯣꯔꯒꯥꯅꯥꯏꯖꯦꯁꯟ ꯅꯠꯇ꯭ꯔꯒ ꯃꯤꯑꯣꯏ ꯑꯃꯗ ꯑꯋꯥꯕ ꯅꯠꯇꯔꯒ ꯏꯁꯨ ꯑꯃꯥ ꯄꯥꯎ ꯐꯥꯎꯗꯣꯛꯅꯕꯒꯤ ꯄ꯭ꯔꯣꯐꯦꯁꯅꯦꯜ ꯑꯣꯏꯕ ꯃꯑꯣꯡ ꯑꯃꯅꯤ꯫ ꯏꯐꯦꯛꯇꯤꯚ ꯑꯣꯏꯕ ꯐꯣꯔꯃꯦꯜ ꯀꯝꯄ꯭ꯂꯦꯟꯠ ꯂꯦꯇꯔ ꯑꯃ ꯏꯅꯕꯒꯤꯗꯃꯛ ꯂꯧꯈꯠꯀꯗꯕ ꯁ꯭ꯇꯦꯞꯁꯤꯡ ꯃꯈꯥꯗ ꯄꯤꯔꯤ: ꯅꯍꯥꯛꯀꯤ ꯀꯟꯇꯦꯛ ꯏꯟꯐꯣꯔꯃꯦꯁꯟꯗꯒꯤ ꯍꯧꯒꯗꯕꯅꯤ: ꯄꯦꯖ ꯑꯗꯨꯒꯤ ꯃꯊꯛꯇ, ꯅꯍꯥꯛꯀꯤ ꯃꯤꯡ, ꯑꯦꯗ꯭ꯔꯦꯁ, ꯐꯣꯟ ꯅꯝꯕꯔ, ꯑꯃꯁꯨꯡ ꯏꯃꯦꯏꯜ ꯑꯦꯗ꯭ꯔꯦꯁ ꯑꯗꯨ ꯌꯥꯎꯍꯟꯒꯗꯕꯅꯤ, ꯃꯗꯨꯅ ꯔꯤꯁꯤꯞꯇꯔ ꯑꯗꯨꯅ ꯅꯍꯥꯛꯄꯨ ꯍꯦꯟꯅ ꯐꯖꯅ ꯀꯟꯇꯦꯛ ꯇꯧꯕꯥ ꯉꯝꯒꯅꯤ꯫ ꯏꯄꯥꯎ ꯇꯥꯡ ꯑꯗꯨ ꯍꯥꯏꯌꯨ: ꯑꯆꯨꯝꯕ ꯔꯦꯀꯣꯔꯗ ꯊꯝꯅꯕꯒꯤꯗꯃꯛ ꯅꯍꯥꯛꯅ ꯆꯤꯊꯤ ꯑꯗꯨ ꯏꯕ ꯇꯥꯡ ꯑꯗꯨ ꯌꯥꯎꯍꯟꯒꯗꯕꯅꯤ꯫ ꯆꯤꯊꯤ ꯑꯗꯨ ꯑꯦꯗ꯭ꯔꯦꯁ ꯇꯧꯕꯥ: ꯆꯤꯊꯤ ꯑꯗꯨ ꯃꯔꯤ ꯂꯩꯅꯕ ꯃꯤꯑꯣꯏ, ꯗꯤꯄꯥꯔꯠꯃꯦꯟꯇ ꯅꯠꯇꯔꯒ ꯑꯦꯖꯦꯟꯁꯤꯗ ꯑꯦꯗ꯭ꯔꯦꯁ ꯇꯧꯕ꯫ ꯀꯔꯤꯒꯨꯝꯕ ꯅꯍꯥꯛꯅ ꯁꯣꯏꯗꯅ ꯈꯪꯂꯕꯗꯤ, ꯀꯝꯄꯅꯤ ꯑꯗꯨꯒꯤ ꯀꯁ꯭ꯇꯃꯔ ꯁꯔꯚꯤꯁ ꯔꯤꯄꯔꯖꯦꯟꯇꯦꯇꯤꯚ ꯑꯃꯅ ꯅꯍꯥꯛꯀꯤ ꯆꯤꯊꯤ ꯑꯗꯨ ꯂꯧꯁꯤꯟꯅꯕ ꯑꯆꯨꯝꯕ ꯃꯤꯑꯣꯏ ꯑꯗꯨ ꯈꯪꯗꯣꯛꯄꯗ ꯃꯇꯦꯡ ꯄꯥꯡꯒꯅꯤ꯫ ꯅꯍꯥꯛꯀꯤ ꯏꯁꯥ ꯑꯃꯁꯨꯡ ꯍꯤꯔꯝ ꯑꯗꯨꯒꯤ ꯃꯔꯝꯗ ꯈꯪꯍꯟꯕꯤꯌꯨ: ꯅꯍꯥꯛꯀꯤ ꯆꯤꯊꯤ ꯑꯗꯨꯒꯤ ꯃꯔꯝ ꯑꯗꯨ ꯃꯌꯦꯛ ꯁꯦꯡꯅ ꯇꯥꯛꯇꯨꯅ ꯆꯤꯊꯤ ꯑꯗꯨ ꯍꯧꯒꯗꯕꯅꯤ꯫ ꯈꯨꯗꯝ ꯑꯣꯏꯅ, ꯅꯍꯥꯛꯅ ꯍꯥꯏꯕ ꯌꯥꯏ, ꯑꯩꯅꯥ ꯇꯥꯡꯗꯥ ꯐꯪꯈꯤꯕ ꯁꯔꯚꯤꯁ ꯑꯗꯨꯗ ꯑꯩꯒꯤ ꯅꯨꯡꯉꯥꯏꯇꯕ ꯐꯣꯡꯗꯣꯛꯅꯕꯥ ꯏꯔꯤ꯫ ꯅꯍꯥꯛꯀꯤ ꯑꯋꯥꯕꯁꯤꯡ ꯑꯗꯨ ꯐꯣꯡꯗꯣꯛꯎ: ꯅꯍꯥꯛꯅ ꯊꯦꯡꯅꯈꯤꯕ ꯑꯀꯛꯅꯕ ꯋꯥꯐꯝꯁꯤꯡ ꯑꯗꯨ ꯐꯣꯡꯗꯣꯛꯎ, ꯑꯃꯁꯨꯡ ꯃꯔꯤ ꯂꯩꯅꯕ ꯑꯀꯨꯞꯄ ꯃꯔꯣꯜꯁꯤꯡ ꯑꯗꯨ ꯄꯤꯔꯛꯄ ꯃꯇꯝꯗ ꯌꯥꯔꯤꯕꯃꯈꯩ ꯆꯨꯝꯅ ꯍꯥꯏꯌꯨ꯫ ꯃꯁꯤꯗ ꯅꯍꯥꯛꯀꯤ ꯀꯝꯄ꯭ꯂꯦꯟꯠ ꯑꯗꯨ ꯊꯣꯛꯍꯟꯈꯤꯕ ꯑꯀꯛꯅꯕ ꯈꯨꯗꯝꯁꯤꯡ, ꯇꯥꯡꯁꯤꯡ ꯅꯠꯇꯔꯒ ꯏꯟꯇꯔꯦꯛꯁꯟꯁꯤꯡ ꯌꯥꯎꯕ ꯌꯥꯏ꯫ ꯑꯦꯛꯁꯟ ꯂꯧꯅꯕꯥ ꯍꯥꯏꯖꯕꯥ: ꯏꯁꯨ ꯑꯗꯨ ꯆꯨꯝꯊꯣꯛꯅꯕ ꯀꯝꯄꯅꯤ ꯅꯠꯇꯔꯒ ꯃꯤꯑꯣꯏ ꯑꯗꯨꯅ ꯂꯧꯈꯠꯄ ꯄꯥꯝꯂꯤꯕ ꯑꯦꯛꯁꯟ ꯑꯗꯨ ꯇꯥꯛꯄꯤꯌꯨ꯫ ꯃꯁꯤꯗ ꯔꯤꯐꯟꯗ, ꯃꯍꯨꯠ ꯁꯤꯟꯕ, ꯀꯝꯄꯦꯟꯁꯦꯁꯟ ꯅꯠꯇꯔꯒ ꯑꯦꯄꯣꯂꯣꯖꯤ ꯑꯃꯥ ꯌꯥꯎꯕ ꯌꯥꯏ꯫ ꯁ‌꯭ꯄꯣꯔꯇꯤꯡ ꯗꯣꯀ꯭ꯌꯨꯃꯦꯟꯇꯦꯁꯟ ꯑꯦꯇꯦꯆ ꯇꯧꯕꯥ: ꯀꯔꯤꯒꯨꯝꯕ ꯂꯩꯔꯕꯗꯤ, ꯅꯍꯥꯛꯀꯤ ꯀꯝꯄ꯭ꯂꯦꯟꯇ ꯑꯗꯨ ꯕꯦꯛ ꯇꯧꯅꯕ ꯏꯃꯦꯖ ꯅꯠꯇꯔꯒ ꯔꯤꯁꯤꯠꯁꯤꯡꯒꯨꯝꯕ ꯁ꯭ꯄꯣꯔꯇꯤꯡ ꯏꯚꯤꯗꯦꯟꯁ ꯑꯃꯍꯦꯛꯇꯕꯨ ꯑꯦꯇꯦꯆ ꯇꯧ꯫ ꯃꯤꯅꯨꯡꯁꯤ ꯂꯩꯕ ꯑꯣꯏꯌꯨ: ꯈꯣꯟꯖꯦꯜ ꯑꯗꯨ ꯄ꯭ꯔꯣꯐꯦꯁ꯭ꯅꯦꯜ ꯑꯃꯁꯨꯡ ꯀꯣꯔꯇꯦꯕꯜ ꯑꯣꯏꯅ ꯊꯝꯃꯨ, ꯑꯔꯥꯟꯕ ꯅꯠꯇꯔꯒ ꯊꯦꯡꯅꯔꯤꯕ ꯂꯣꯜ ꯑꯃꯠꯇ ꯌꯥꯎꯗꯅ꯫ ꯆꯤꯊꯤ ꯑꯗꯨ ꯂꯣꯏꯁꯤꯟꯕ: ꯆꯤꯊꯤ ꯑꯗꯨ ꯂꯧꯁꯤꯜꯂꯤꯕ ꯃꯤꯑꯣꯏ ꯑꯗꯨꯅ ꯋꯥꯐꯝ ꯑꯗꯨꯗ ꯄꯨꯛꯅꯤꯡ ꯆꯪꯕꯒꯤꯗꯃꯛ ꯊꯥꯒꯠꯄ ꯐꯣꯡꯗꯣꯛꯇꯨꯅ ꯑꯃꯁꯨꯡ ꯐꯣꯂꯣ-ꯑꯞꯀꯤꯗꯃꯛꯇ ꯃꯊꯧ ꯇꯥꯕ ꯀꯟꯇꯦꯛ ꯏꯟꯐꯣꯔꯃꯦꯁꯟ ꯑꯃꯠꯇ ꯌꯥꯎꯍꯟꯒꯗꯕꯅꯤ꯫ ꯅꯍꯥꯛꯀꯤ ꯆꯤꯊꯤ ꯑꯗꯨ ꯄ꯭ꯔꯨꯐ ꯔꯤꯠ ꯇꯧꯕꯤꯌꯨ: ꯅꯍꯥꯛꯀꯤ ꯀꯝꯄ꯭ꯂꯦꯟ ꯂꯦꯇꯔ ꯑꯗꯨ ꯊꯥꯗ꯭ꯔꯤꯉꯩ ꯃꯃꯥꯡꯗ, ꯃꯗꯨ ꯃꯌꯦꯛ ꯁꯦꯡꯕ, ꯀꯨꯞꯅ ꯌꯦꯡꯁꯤꯟꯕ ꯑꯃꯁꯨꯡ ꯁ꯭ꯄꯦꯂꯤꯡ ꯅꯠꯇꯔꯒ ꯒ꯭ꯔꯥꯃꯦꯇꯤꯛ ꯑꯣꯏꯕ ꯑꯁꯣꯏꯕ ꯑꯃꯠꯇꯥ ꯂꯩꯇꯕ ꯑꯣꯏꯍꯟꯅꯕ ꯑꯃꯨꯛ ꯍꯟꯅ ꯄꯥꯕꯤꯌꯨ꯫ ꯅꯍꯥꯛꯅ ꯆꯤꯊꯤ ꯑꯗꯨ ꯂꯣꯏꯁꯤꯜꯂꯕ ꯃꯇꯨꯡꯗ, ꯅꯍꯥꯛꯅ ꯃꯗꯨ ꯀꯝꯄꯅꯤ ꯅꯠꯇ꯭ꯔꯒ ꯃꯤꯑꯣꯏ ꯑꯗꯨꯅ ꯄꯥꯝꯂꯤꯕꯥ ꯄꯥꯎ ꯐꯥꯎꯗꯣꯛ-ꯐꯥꯎꯖꯤꯟ ꯇꯧꯕꯒꯤ ꯃꯑꯣꯡ ꯑꯗꯨꯒꯤ ꯃꯇꯨꯡꯏꯟꯅ ꯃꯦꯏꯜ, ꯏꯃꯦꯏꯜ ꯅꯠꯇ꯭ꯔꯒ ꯐꯦꯛꯁꯀꯤ ꯈꯨꯠꯊꯥꯡꯗ ꯊꯥꯕ ꯌꯥꯏ꯫ ꯅꯍꯥꯛꯀꯤ ꯔꯦꯀꯣꯔꯗꯀꯤꯗꯃꯛꯇ ꯆꯤꯊꯤ ꯑꯗꯨꯒꯤ ꯀꯣꯄꯤ ꯑꯃꯥ ꯊꯝꯕꯥ ꯅꯤꯡꯁꯤꯡꯕꯤꯌꯨ꯫